ꯑꯄꯤꯛꯄ ꯕꯤꯖꯤꯅꯦꯁ ꯑꯃꯅ ꯍꯦꯟꯅ ꯏꯀꯣ-ꯐ꯭ꯔꯦꯟꯗꯂꯤ ꯑꯣꯏꯍꯟꯅꯕ ꯑꯃꯁꯨꯡ ꯃꯈꯣꯏꯒꯤ ꯑꯀꯣꯏꯕꯒꯤ ꯐꯤꯕꯝꯗ ꯁꯣꯛꯄ ꯍꯟꯊꯍꯟꯅꯕ ꯄꯥꯝꯕꯩ ꯑꯅꯤ ꯄꯤꯌꯨ꯫ ꯄꯦꯄꯔ ꯁꯤꯖꯤꯟꯅꯕ ꯍꯟꯊꯍꯅꯕ: ꯑꯄꯤꯛꯄ ꯕꯤꯖꯤꯅꯦꯁ ꯑꯃꯅ ꯍꯦꯟꯅ ꯏꯀꯣ-ꯐ꯭ꯔꯦꯟꯗꯂꯤ ꯑꯣꯏꯕ ꯌꯥꯕꯒꯤ ꯈ꯭ꯋꯥꯏꯗꯒꯤ ꯏꯐꯦꯛꯇꯤꯕ ꯑꯣꯏꯕ ꯃꯑꯣꯡ ꯑꯃꯗꯤ ꯃꯈꯣꯏꯒꯤ ꯄꯦꯄꯔ ꯁꯤꯖꯤꯟꯅꯕ ꯍꯟꯊꯍꯟꯕꯅꯤ꯫ ꯃꯁꯤ ꯅ ꯗꯤꯖꯤꯇꯦꯜ ꯗꯣꯀꯨꯃꯦꯟꯇꯦꯁꯟ ꯍꯦꯡꯒꯠꯍꯟꯗꯨꯅ ꯑꯃꯁꯨꯡ ꯇꯦꯛꯅꯣꯂꯣꯖꯤ ꯁꯤꯖꯤꯟꯅꯗꯨꯅ ꯃꯔꯨꯑꯣꯏꯕ ꯗꯣꯀꯨꯃꯦꯟꯠꯁꯤꯡ ꯄꯦꯄꯔ ꯁꯤꯖꯤꯟꯅꯕꯒꯤ ꯃꯍꯨꯠꯇ ꯏꯂꯦꯛꯇ꯭ꯔꯣꯅꯤꯛ ꯑꯣꯏꯅ ꯊꯝꯗꯨꯅ ꯄꯥꯡꯊꯣꯛꯄ ꯌꯥꯏ꯫ ꯃꯁꯤꯗ ꯅꯠꯇꯅ, ꯄ꯭ꯔꯤꯟꯠ ꯇꯧꯔꯕ ꯆꯤꯊꯤꯁꯤꯡꯒꯤ ꯃꯍꯨꯠꯇ ꯏꯃꯦꯏꯜꯒꯤ ꯈꯨꯠꯊꯥꯡꯗ ꯄꯥꯎ ꯐꯥꯎꯅꯕꯅ ꯑꯃꯁꯨꯡ ꯈꯨꯗꯝ ꯑꯣꯏꯅ ꯑꯣꯐꯤꯁ ꯑꯃꯁꯨꯡ ꯀꯦꯐꯦꯇꯦꯔꯤꯌꯥꯁꯤꯡꯗ ꯀꯞ ꯅꯠꯇ꯭ꯔꯒ ꯄ꯭ꯂꯦꯠꯒꯨꯝꯕ ꯑꯃꯨꯛ ꯍꯟꯅ ꯁꯤꯖꯤꯟꯅꯕ ꯌꯥꯕꯥ ꯀꯟꯇꯦꯅꯔꯁꯤꯡ ꯁꯤꯖꯤꯟꯅꯕ ꯍꯦꯡꯒꯠꯍꯟꯕ ꯑꯁꯤꯅ ꯑꯃꯣꯠꯄ ꯍꯟꯊꯍꯟꯕ ꯉꯝꯒꯅꯤ꯫ ꯏꯅ꯭ꯔꯖꯤ ꯏꯐꯤꯁꯤꯌꯦꯟꯠ ꯄ꯭ꯔꯦꯛꯇꯤꯁꯁꯤꯡ ꯂꯧꯈꯠꯄ: ꯁꯤꯖꯤꯟꯅꯗꯕ ꯃꯇꯝꯗ ꯃꯩ ꯊꯥꯗꯣꯛꯄꯥ, ꯑꯦꯜ. ꯏ. ꯗꯤ. (ꯂꯥꯏꯠ ꯏꯃꯤꯇꯤꯡ ꯗꯤꯑꯣꯏꯗ) ꯅꯠꯇꯔꯒ ꯁꯤ. ꯑꯦꯐ. ꯑꯦꯜ.(ꯀꯝꯄꯦꯛ ꯐ꯭ꯂꯨꯑꯣꯔꯦꯁꯦꯟꯠ ꯂꯦꯝꯕ), ꯑꯄꯤꯛꯄ ꯕꯤꯖꯤꯅꯦꯁ ꯑꯃꯅ ꯁꯤꯟꯃꯤꯁꯤꯡꯕꯨ ꯀꯥꯔꯄꯨꯜ ꯅꯠꯇꯔꯒ ꯁꯥꯏꯀꯜ ꯊꯧꯗꯨꯅ ꯊꯕꯛ ꯇꯧꯅꯕ ꯄꯨꯛꯅꯤꯡ ꯊꯧꯒꯠꯇꯨꯅ ꯃꯈꯣꯏꯒꯤ ꯀꯥꯔꯕꯣꯟ ꯐꯨꯠꯄ꯭ꯔꯤꯟꯠꯁꯨ ꯍꯟꯊꯍꯟꯕ ꯌꯥꯏ, ꯃꯁꯤꯅ ꯄꯣꯂꯨꯁꯟ ꯍꯟꯊꯍꯜꯂꯤ ꯑꯃꯁꯨꯡ ꯒ꯭ꯔꯤꯟꯍꯥꯎꯁ ꯒ꯭ꯌꯥꯁ ꯄꯨꯊꯣꯛꯄꯥ ꯍꯟꯊꯍꯜꯂꯤ꯫ ꯃꯁꯤꯒꯤ ꯃꯊꯛꯇ, ꯀꯔꯤꯒꯨꯝꯕ ꯌꯥꯕ ꯇꯥꯔꯕꯗꯤ ꯔꯤꯅ꯭ꯌꯨꯑꯦꯕꯜ ꯏꯅ꯭ꯔꯖꯤ ꯁꯤꯖꯤꯟꯅꯕꯅ ꯍꯦꯟꯅꯥ ꯏꯀꯣ-ꯐ꯭ꯔꯦꯟꯗꯂꯤ ꯑꯣꯏꯅꯕꯒꯤ ꯑꯆꯧꯕ ꯃꯑꯣꯡ ꯑꯃ ꯑꯣꯏꯕ ꯌꯥꯏ꯫ ꯁꯦꯜꯐ-ꯀꯦꯌꯔꯒꯤ ꯃꯔꯨꯑꯣꯏꯕ ꯑꯗꯨ ꯁꯟꯗꯣꯛꯅ ꯇꯥꯛꯄ ꯇ꯭ꯋꯤꯠ ꯑꯃ ꯁꯦꯝꯃꯨ꯫ ꯍꯛꯆꯥꯡ ꯐꯅ ꯂꯩꯕ ꯋꯥꯈꯜ, ꯍꯛꯆꯥꯡ ꯑꯃꯁꯨꯡ ꯊꯋꯥꯏ ꯑꯃ ꯂꯩꯍꯟꯅꯕꯒꯤꯗꯃꯛ ꯃꯁꯥ-ꯃꯔꯣꯝꯗꯣꯝ ꯂꯦꯞꯆꯕ ꯍꯥꯏꯕꯁꯤ ꯌꯥꯝꯅ ꯃꯔꯨꯑꯣꯏ꯫ ꯅꯍꯥꯛꯀꯤꯗꯃꯛꯇ ꯃꯇꯝ ꯀꯥꯏꯊꯣꯛꯎ, ꯅꯨꯡꯉꯥꯏꯅ ꯂꯩꯌꯨ ꯑꯃꯁꯨꯡ ꯅꯁꯥꯕꯨ ꯅꯧꯅ ꯁꯦꯝꯒꯠꯂꯨ ꯑꯃꯁꯨꯡ ꯅꯍꯥꯛꯀꯤ ꯌꯥꯏꯐ-ꯊꯧꯔꯥꯡꯗ ꯃꯔꯨꯑꯣꯏꯕ ꯄꯤꯌꯨ꯫ ꯅꯍꯥꯛꯀꯤ ꯋꯥꯈꯜꯒꯤ ꯍꯛꯁꯦꯜ ꯑꯁꯤ ꯅꯍꯥꯛꯀꯤ ꯍꯛꯆꯥꯡꯒꯤ ꯍꯛꯁꯦꯜꯒ ꯃꯥꯟꯅꯅ ꯃꯔꯨꯑꯣꯏ꯫ ꯃꯈꯥꯒꯤ ꯋꯥꯍꯩ ꯑꯁꯤ ꯍꯦꯟꯅ ꯀꯨꯞꯅ ꯁꯦꯝꯗꯣꯛꯅꯕ ꯑꯦꯗꯤꯠ ꯇꯧꯕꯤꯌꯨ: "ꯀꯅꯥꯒꯨꯝꯕ ꯑꯃꯒ ꯋꯥꯔꯤ ꯁꯥꯅꯔꯛꯄ ꯃꯇꯝꯗ ꯏꯀꯥꯏ ꯈꯨꯝꯅꯕ ꯎꯠꯄ ꯍꯥꯏꯕꯁꯤ ꯌꯥꯝꯅ ꯃꯔꯨꯑꯣꯏ꯫ "ꯀꯅꯥꯒꯨꯝꯕ ꯑꯃꯒ ꯋꯥꯔꯤ ꯁꯥꯅꯔꯛꯄ ꯃꯇꯝꯗ ꯏꯀꯥꯏ ꯈꯨꯝꯅꯕ ꯎꯠꯄ ꯅꯤꯡꯁꯤꯡꯕꯤꯌꯨ꯫ "ꯄꯤ" ꯃꯌꯦꯛꯇꯒꯤ ꯍꯧꯕ ꯋꯥꯍꯩ ꯈꯛꯇꯃꯛ ꯁꯤꯖꯤꯟꯅꯗꯨꯅ ꯁꯍ꯭ꯔꯁꯤꯡꯒꯤ ꯃꯇꯥꯡꯗ ꯄꯦꯔꯥꯒ꯭ꯔꯥꯐ ꯑꯃꯥ ꯁꯦꯝꯃꯨ꯫ ꯄ꯭ꯔꯤꯁ꯭ꯇꯤꯟ ꯄꯥ꯭ꯔꯛꯁꯤꯡꯅ ꯀꯣꯏꯁꯤꯟꯕ ꯁꯍꯔꯒꯤ ꯃꯐꯝꯁꯤꯡꯗ ꯃꯁꯛ ꯊꯣꯛꯄ ꯄꯦꯅꯣꯔꯥꯃꯥꯁꯤꯡ ꯃꯤ ꯌꯥꯝꯅ ꯇꯤꯜꯂꯤ꯫ ꯃꯤꯌꯥꯝꯅ ꯄꯦꯂꯦꯁꯤꯑꯦꯜ ꯄ꯭ꯂꯥꯖꯥꯁꯤꯡꯒꯤ ꯃꯃꯥꯡꯗꯥ ꯄꯦꯔꯦꯗ ꯇꯧꯏ, ꯃꯇꯝ ꯃꯇꯝꯒꯤ ꯑꯣꯏꯅ ꯄꯣꯠꯆꯩꯁꯤꯡ ꯂꯧꯅꯕ ꯅꯠꯇ꯭ꯔꯒ ꯁꯥꯟꯅꯄꯣꯠꯁꯤꯡꯗ ꯁꯔꯨꯛ ꯌꯥꯅꯕ ꯂꯦꯞꯂꯤ꯫ ꯈꯣꯡꯅ ꯆꯠꯂꯤꯕꯁꯤꯡꯅꯥ ꯑꯉꯛꯄ ꯄꯕ꯭ꯂꯤꯛ ꯑꯥ꯭ꯔꯠꯀꯤ ꯄꯣꯠꯂꯝꯁꯤꯡꯅ ꯊꯜꯂꯕ ꯐꯖꯔꯕ ꯂꯝꯕꯤꯁꯤꯡ ꯌꯦꯡꯁꯤꯜꯂꯤ, ꯄꯤꯛꯆꯔꯁꯤꯡꯒꯤꯗꯃꯛ ꯄꯣꯖ ꯇꯧꯔꯤ꯫ ꯄꯕ꯭ꯂꯤꯛ ꯇ꯭ꯔꯥꯟꯁꯤꯠꯅ ꯄꯥꯛ ꯆꯥꯎꯔꯕ ꯃꯦꯇ꯭ꯔꯣꯄꯣꯂꯤꯁ ꯑꯁꯤꯒꯤ ꯃꯅꯨꯡꯗ ꯑꯋꯥꯕ ꯂꯩꯇꯕ ꯂꯝꯕꯤ ꯄꯤꯔꯤ꯫ ꯁꯥꯟꯇꯤ ꯂꯩꯕ ꯌꯨꯃꯊꯣꯡꯁꯤꯡꯅ ꯁꯍꯔ ꯑꯁꯤꯒꯤ ꯃꯇꯝ ꯆꯨꯞꯄꯒꯤ ꯑꯣꯏꯅ ꯊꯣꯛꯂꯤꯕ ꯂꯥꯟꯐꯝ ꯑꯁꯤꯒꯤ ꯅꯨꯡꯉꯥꯏꯕ ꯀꯥꯎꯟꯇ꯭ꯔꯄꯣꯏꯟꯠ ꯑꯃ ꯄꯤꯔꯤ꯫ ꯑꯅꯧꯕꯥ ꯋꯥꯍꯩ ꯑꯃꯒꯤ ꯋꯥꯍꯟꯊꯣꯛ ꯑꯃꯥ ꯁꯦꯝꯕꯥ: "ꯗꯤꯖꯤꯇꯣꯄꯤꯌꯥ"꯫ ꯗꯤꯖꯤꯇꯣꯄꯤꯌꯥ ꯍꯥꯏꯕꯁꯤ ꯌꯨꯇꯣꯄꯤꯌꯥꯟ ꯗꯤꯖꯤꯇꯦꯜ ꯁꯣꯁꯥꯏꯇꯤ ꯅꯠꯇ꯭ꯔꯒ ꯃꯥꯂꯦꯝ ꯑꯃꯕꯨ ꯈꯪꯅꯩ, ꯃꯐꯝꯗꯨꯗ ꯇꯦꯛꯅꯣꯂꯣꯖꯤ ꯑꯁꯤ ꯄꯨꯟꯁꯤꯒꯤ ꯃꯁꯛ ꯈꯨꯗꯤꯡꯃꯛ ꯍꯦꯡꯒꯠꯍꯟꯅꯕ ꯑꯃꯁꯨꯡ ꯐꯒꯠꯍꯟꯅꯕ ꯁꯤꯖꯤꯟꯅꯗꯨꯅ ꯌꯥꯝꯅ ꯆꯥꯎꯈꯠꯄ, ꯑꯃꯒ ꯑꯃꯒ ꯁꯝꯅꯕ ꯑꯃꯁꯨꯡ ꯏꯐꯤꯁꯤꯑꯦꯟꯠ ꯑꯣꯏꯕ ꯀꯝꯃ꯭ꯌꯨꯅꯤꯇꯤ ꯑꯃ ꯁꯦꯃꯒꯠꯂꯤ꯫ ꯃꯁꯤ ꯇꯦꯛꯅꯣꯂꯣꯖꯤ ꯑꯃꯁꯨꯡ ꯃꯤꯑꯣꯏꯕ ꯖꯥꯇꯤꯅ ꯃꯄꯨꯡ ꯐꯥꯅ ꯌꯥꯟꯁꯤꯟꯅꯗꯨꯅ ꯂꯩꯔꯤꯕ ꯇꯨꯡꯒꯤ ꯃꯤꯠꯌꯦꯡ ꯑꯃꯅꯤ, ꯑꯃꯁꯨꯡ ꯗꯤꯖꯤꯇꯦꯜ ꯏꯅꯣꯕꯦꯁꯟꯒꯤ ꯃꯄꯨꯡ ꯐꯥꯕ ꯄꯣꯇꯦꯟꯁꯤꯌꯦꯜ ꯑꯗꯨ ꯍꯦꯟꯅ ꯆꯥꯎꯈꯠꯄ, ꯃꯤꯄꯨꯝ ꯈꯨꯗꯤꯡꯃꯛ ꯌꯥꯎꯕ ꯑꯃꯁꯨꯡ ꯇꯨꯡ ꯀꯣꯏꯅ ꯆꯠꯀꯗꯕ ꯈꯨꯟꯅꯥꯏ ꯑꯃꯥ ꯁꯦꯃꯒꯠꯅꯕ ꯇꯧꯍꯜꯂꯤ꯫ ꯔꯣꯛ ꯕꯦꯟꯗ ꯑꯃꯒꯤ ꯃꯦꯝꯕꯔꯁꯤꯡꯒꯤ ꯃꯃꯤꯡ ꯊꯣꯟꯕꯤꯌꯨ꯫ ꯔꯣꯛ ꯕꯦꯟꯗ ꯀꯌꯥ ꯂꯩꯕꯅ ꯅꯍꯥꯛꯅ ꯍꯥꯏꯔꯤꯕ ꯑꯀꯛꯅꯕ ꯕꯦꯟꯗ ꯑꯗꯨ ꯈꯪꯗꯅ ꯔꯣꯛ ꯕꯦꯟꯗ ꯑꯃꯒꯤ ꯃꯦꯝꯕꯔꯁꯤꯡꯒꯤ ꯃꯃꯤꯡ ꯄꯤꯕ ꯑꯁꯤ ꯑꯩꯉꯣꯟꯗꯥ ꯑꯣꯏꯊꯣꯛꯇꯦ꯫ ꯃꯦꯝꯕꯔꯁꯤꯡꯒꯤ ꯃꯃꯤꯡ ꯂꯤꯁ꯭ꯠ ꯇꯧꯕ ꯄꯥꯝꯂꯤꯕ ꯕꯦꯟꯗ ꯑꯗꯨ ꯑꯗꯣꯝꯅ ꯃꯤꯅꯨꯡꯁꯤ ꯂꯩꯅꯥ ꯍꯥꯏꯕꯤꯔꯛꯄꯥ ꯌꯥꯒꯗ꯭ꯔꯥ?